ꯑꯥꯔꯇꯤꯐꯤꯁꯦꯜ ꯏꯟꯇꯦꯜꯂꯤꯖꯦꯟꯠ ꯁꯤꯖꯤꯟꯅꯕꯒꯤ ꯃꯑꯣꯡ ꯑꯗꯨ ꯈꯟꯅꯔꯛꯄ ꯃꯇꯝꯗ ꯋꯥꯐꯝ ꯀꯌꯥ ꯂꯥꯛꯏ꯫ ꯃꯈꯥꯗ ꯄꯤꯔꯤꯕ ꯏꯃꯥꯟ ꯃꯥꯅꯕ ꯑꯣꯏꯕ ꯋꯥꯐꯝ ꯑꯍꯨꯝ ꯑꯗꯨꯗꯤ ꯊꯕꯛ ꯊꯥꯗꯣꯛꯄ, ꯁꯤꯖꯤꯟꯅꯕꯒꯤ ꯃꯇꯥꯡꯗ ꯃꯔꯨꯑꯣꯏꯕ ꯃꯑꯣꯡꯒꯤ ꯑꯣꯏꯕ ꯋꯥꯈꯜ ꯆꯔꯥꯡꯅꯕ, ꯑꯃꯗꯤ ꯃꯁꯤꯅ ꯃꯦꯟꯌꯨꯑꯦꯜ ꯂꯦꯕꯔ ꯇꯧꯔꯤꯕ ꯁꯤꯟꯃꯤ ꯀꯌꯥꯗ ꯊꯕꯛ ꯊꯥꯗꯣꯛꯄ ꯅꯠꯇ꯭ꯔꯒ ꯃꯥꯡꯍꯟꯕ ꯌꯥꯏ꯫ ꯑꯥꯔꯇꯤꯐꯤꯁꯦꯜ ꯏꯟꯇꯦꯜꯂꯤꯖꯦꯟꯠ ꯒꯤ ꯇꯦꯛꯅꯣꯂꯣꯖꯤ ꯑꯁꯤ ꯍꯦꯟꯅ ꯆꯠꯅꯔꯛꯄꯒ ꯂꯣꯏꯅꯅ ꯃꯁꯤꯅ ꯍꯧꯖꯤꯛ ꯃꯤꯑꯣꯏꯕꯅ ꯄꯥꯡꯊꯣꯛꯄ ꯊꯕꯛ ꯀꯌꯥ ꯃꯁꯥ ꯃꯊꯟꯇ ꯑꯣꯏꯍꯟꯕꯒꯤ ꯃꯑꯣꯡꯗ ꯂꯩꯔꯤ꯫ ꯃꯁꯤꯅ ꯍꯦꯟꯅ ꯀꯥꯅꯕ ꯄꯤꯕ ꯑꯃꯁꯨꯡ ꯆꯞ ꯆꯥꯅ ꯍꯦꯟꯒꯠꯍꯟꯕ ꯉꯝꯂꯕꯁꯨ, ꯃꯈꯣꯏꯒꯤ ꯊꯕꯛꯁꯤꯡ ꯑꯗꯨ ꯃꯊꯧ ꯇꯧꯗ꯭ꯔꯕ ꯁꯤꯟꯃꯤꯁꯤꯡꯗ ꯄꯤꯔꯤꯕ ꯁꯥꯐꯨ ꯑꯁꯤꯒꯤ ꯃꯇꯥꯡꯗ ꯋꯥꯈꯜ ꯋꯥꯕ ꯂꯩꯔꯤ꯫ ꯑꯇꯣꯞꯄ ꯑꯆꯨꯝ ꯑꯔꯥꯟꯒꯤ ꯋꯥꯐꯝ ꯑꯃꯗꯤ ꯃꯤꯑꯣꯏꯕꯒꯤ ꯌꯦꯡꯁꯤꯟꯕ ꯌꯥꯎꯗꯅ ꯑꯔꯇꯤꯐꯤꯁꯦꯜ ꯏꯟꯇꯦꯜꯂꯤꯖꯦꯟ ꯁꯤꯅ ꯑꯆꯨꯝꯕ ꯑꯃꯁꯨꯡ ꯃꯁꯥ ꯃꯊꯟꯇ ꯇꯧꯖꯕ ꯌꯥꯕ꯭ꯔ ꯍꯥꯢꯕꯒꯤ ꯃꯇꯥꯡꯗ ꯋꯥꯍꯪ ꯍꯪꯂꯛꯄ ꯌꯥꯏ, ꯃꯔꯨꯑꯣꯏꯅ ꯀꯔꯤꯒꯨꯝꯕ ꯑꯔꯇꯤꯐꯤꯁꯦꯜ ꯏꯅꯇꯦꯜꯂꯤꯖꯦꯟꯒꯤ ꯁꯤꯁ꯭ꯇꯦꯝꯁꯤꯡ ꯑꯁꯤ ꯍꯛꯆꯥꯡꯒꯤ ꯅꯠꯇ꯭ꯔꯒ ꯂꯣ ꯒꯤ ꯑꯣꯏꯕ ꯑꯆꯨꯝ ꯑꯔꯥꯟꯒꯤ ꯑꯔꯨꯕ ꯏꯄꯥꯎ ꯑꯣꯏꯕ ꯂꯝꯁꯤꯡꯗ ꯁꯤꯖꯤꯟꯅꯔꯕꯗꯤ꯫ ꯑꯔꯇꯤꯐꯤꯁꯦꯜ ꯏꯅꯇꯦꯜꯂꯤꯖꯦꯟ ꯒꯤ ꯁꯤꯖꯤꯟꯅꯕꯒꯤ ꯃꯇꯥꯡꯗ ꯑꯍꯨꯝꯁꯨꯕ ꯑꯆꯨꯝ ꯑꯔꯥꯟ ꯆꯠꯅꯕꯤꯒꯤ ꯑꯣꯏꯕ ꯋꯥꯐꯝ ꯑꯃꯅ ꯋꯥꯈꯜꯂꯣꯟ ꯑꯃꯁꯨꯡ ꯈꯦꯠꯅꯕ ꯊꯝꯕꯒꯤ ꯑꯣꯏꯊꯣꯛꯄ ꯌꯥꯕꯁꯤꯡꯒ ꯃꯔꯤ ꯂꯩꯅꯩ꯫ ꯃꯁꯤꯅ ꯑꯀꯟꯕ ꯐꯜꯁꯤꯡ ꯊꯣꯛꯍꯟꯕ ꯌꯥꯏ, ꯃꯔꯨꯑꯣꯏꯅ ꯊꯕꯛ ꯈꯟꯕꯒꯨꯝꯕ, ꯀꯔꯤꯒꯨꯝꯕ ꯄꯤꯅꯕ, ꯑꯃꯁꯨꯡ ꯂꯣ ꯒꯤ ꯑꯣꯏꯕ ꯑꯆꯨꯝ ꯑꯔꯥꯟ ꯈꯥꯏꯕꯒꯤꯂꯝꯁꯤꯡꯗ꯫ ꯍꯥꯔꯗ ꯐꯣꯔꯛ ꯑꯃꯁꯨꯡ ꯁꯣꯐ꯭ꯠ ꯐꯣꯔꯛ ꯑꯁꯤ ꯕ꯭ꯂꯣꯛꯆꯦꯟ ꯄ꯭ꯔꯣꯇꯣꯀꯣꯜ ꯑꯃꯗ ꯇꯧꯕ ꯌꯥꯕ ꯑꯍꯣꯡꯕ ꯃꯈꯜ ꯑꯅꯤꯅꯤ꯫ ꯍꯥꯔꯗ ꯐꯣꯔꯛ ꯑꯃꯁꯨꯡ ꯁꯣꯐ꯭ꯠ ꯐꯣꯔꯛꯀꯤ ꯃꯔꯛꯇ ꯂꯩꯕ ꯃꯔꯨꯑꯣꯏꯕ ꯈꯦꯠꯅꯕ ꯑꯁꯤ ꯕ꯭ꯂꯣꯛꯆꯦꯟꯗ ꯑꯍꯣꯡꯕꯁꯤꯡ ꯑꯁꯤ ꯀꯔꯝꯅ ꯋꯥꯈꯜꯂꯣꯟꯗ ꯇꯧꯕꯒꯦ ꯑꯃꯁꯨꯡ ꯑꯞꯗꯦꯠ ꯇꯧꯔꯕ ꯃꯑꯣꯡ ꯑꯁꯤ ꯃꯃꯥꯡꯒꯤ ꯆꯨꯅꯕ ꯃꯑꯣꯡ ꯑꯁꯤꯅꯤ꯫ ꯍꯥꯔꯗ ꯐꯣꯔꯛ ꯍꯥꯏꯕꯁꯤ ꯕ꯭ꯂꯣꯛꯆꯦꯟ ꯅꯦꯇꯋꯥꯔꯛ ꯑꯃꯒꯤ ꯄ꯭ꯔꯣꯇꯣꯀꯣꯜꯗ ꯃꯔꯨꯑꯣꯏꯕ ꯑꯍꯣꯡꯕ ꯑꯃꯅꯤ ꯑꯃꯁꯨꯡ ꯃꯁꯤꯅ ꯕ꯭ꯂꯣꯛꯆꯦꯟꯒꯤ ꯃꯃꯥꯡꯒꯤ ꯃꯑꯣꯡꯗꯒꯤ ꯃꯇꯝ ꯆꯨꯞꯄꯒꯤ ꯑꯣꯏꯅ ꯂꯥꯞꯊꯣꯛꯄ ꯉꯝꯍꯜꯂꯤ꯫ ꯃꯁꯤꯅ ꯇꯥꯛꯄꯗꯤ ꯍꯥꯔꯗ ꯐꯣꯔꯛ ꯑꯃ ꯊꯧꯗꯥꯡ ꯂꯧꯔꯛꯄ ꯃꯇꯨꯡꯗ, ꯑꯞꯗꯦꯠ ꯇꯧꯔꯕ ꯄ꯭ꯔꯣꯇꯣꯀꯣꯜ ꯑꯗꯨ ꯃꯃꯥꯡꯒꯤ ꯄ꯭ꯔꯣꯇꯣꯀꯣꯜꯒ ꯃꯥꯟꯅꯔꯔꯣꯏ ꯑꯃꯁꯨꯡ ꯃꯤꯑꯣꯏꯁꯤꯡꯅ ꯃꯈꯥ ꯇꯥꯅ ꯁꯔꯨꯛ ꯌꯥꯟꯕꯒꯤꯗꯃꯛ ꯑꯅꯧꯕ ꯃꯑꯣꯡ ꯑꯗꯨꯗ ꯑꯞꯒ꯭ꯔꯦꯗ ꯇꯧꯒꯗꯕꯅꯤ꯫ ꯇꯉꯥꯏ ꯐꯗꯅ ꯍꯥꯏꯔꯕꯗ, ꯍꯥꯔꯗ ꯐꯣꯔꯛ ꯑꯃꯅ ꯕ꯭ꯂꯣꯛꯆꯦꯟꯒꯤ ꯇꯣꯉꯥꯟꯕ ꯃꯑꯣꯡ ꯑꯅꯤ ꯊꯣꯛꯍꯜꯂꯤ, ꯑꯔꯤꯕ ꯃꯑꯣꯡ ꯑꯃꯁꯨꯡ ꯑꯅꯧꯕ ꯃꯑꯣꯡ꯫ ꯑꯃꯔꯣꯝꯗ ꯁꯣꯐ꯭ꯠ ꯐꯣꯔꯛ ꯍꯥꯏꯕꯁꯤ ꯕꯦꯛꯋꯥꯔꯗ ꯀꯝꯄꯦꯇꯤꯇꯤꯕ ꯑꯣꯏꯕ ꯕ꯭ꯂꯣꯛꯆꯦꯟ ꯄ꯭ꯔꯣꯇꯣꯀꯣꯜꯗ ꯑꯍꯣꯡꯕ ꯑꯃ ꯄꯨꯔꯛꯄꯅꯤ꯫ ꯃꯁꯤꯅ ꯇꯥꯛꯄꯗꯤ ꯕ꯭ꯂꯣꯛꯆꯦꯟ ꯑꯁꯤ ꯃꯈꯥ ꯇꯥꯅ ꯁꯤꯖꯤꯟꯅꯅꯕꯒꯤꯗꯃꯛ ꯃꯤꯑꯣꯏꯁꯤꯡꯅ ꯑꯅꯧꯕ ꯃꯑꯣꯡ ꯑꯁꯤꯗ ꯑꯞꯒ꯭ꯔꯦꯗ ꯇꯧꯕ ꯃꯊꯧ ꯇꯥꯗꯦ꯫ ꯕ꯭ꯂꯣꯛꯆꯦꯟꯒꯤ ꯑꯔꯤꯕ ꯑꯃꯁꯨꯡ ꯑꯅꯧꯕ ꯃꯑꯣꯡ ꯑꯁꯤ ꯍꯧꯖꯤꯛꯁꯨ ꯄꯨꯟꯅ ꯊꯕꯛ ꯇꯧꯕ ꯌꯥꯏ, ꯑꯃꯁꯨꯡ ꯑꯞꯒ꯭ꯔꯦꯗ ꯇꯧꯗꯕ ꯅꯦꯇꯋꯥꯔꯛꯇ ꯂꯩꯕ ꯅꯣꯗꯁꯤꯡꯅ ꯍꯧꯖꯤꯛꯁꯨ ꯑꯅꯧꯕ ꯕ꯭ꯂꯣꯛꯁꯤꯡ ꯑꯁꯤ ꯆꯠꯅꯕ ꯌꯥꯕ ꯑꯣꯏꯅ ꯂꯧꯒꯅꯤ꯫ ꯇꯔꯨ ꯇꯅꯥꯟꯕ ꯐꯣꯔꯛ ꯑꯃꯅ ꯆꯦꯟ ꯑꯗꯨ ꯆꯦꯟꯊꯈꯤꯗꯕꯅ ꯃꯔꯝ ꯑꯣꯏꯗꯨꯅ ꯍꯦꯟꯅ ꯁꯥꯊꯤꯕ ꯑꯍꯣꯡꯕ ꯑꯃ ꯑꯣꯏꯅ ꯎꯏ꯫ ꯈꯪꯖꯤꯟꯒꯗꯕ ꯑꯃꯅ ꯍꯥꯔꯗ ꯐꯣꯔꯛ ꯑꯃꯁꯨꯡ ꯁꯣꯐ꯭ꯠ ꯐꯣꯔꯛꯀꯤ ꯃꯔꯛꯇ ꯂꯩꯕ ꯃꯔꯨꯑꯣꯏꯕ ꯈꯦꯠꯅꯕ ꯑꯍꯣꯡꯕ ꯑꯁꯤ ꯕꯦꯛꯋꯥꯔꯗ ꯀꯝꯄꯦꯇꯤꯇꯤꯕ ꯑꯣꯏꯕ ꯅꯠꯇ꯭ꯔꯒ ꯑꯣꯏꯗꯕꯅꯤ, ꯍꯥꯔꯗ ꯐꯣꯔꯛ ꯑꯃꯅ ꯕ꯭ꯂꯣꯛꯆꯦꯟꯒꯤ ꯃꯇꯝ ꯆꯨꯞꯄꯒꯤ ꯑꯣꯏꯅ ꯈꯥꯏꯗꯣꯛꯄ ꯊꯣꯛꯍꯜꯂꯤ ꯑꯃꯁꯨꯡ ꯁꯣꯐ꯭ꯠ ꯐꯣꯔꯛ ꯑꯃꯅ ꯑꯍꯣꯡꯕꯁꯤꯡ ꯑꯁꯤ ꯇꯞꯅ ꯇꯞꯅ ꯂꯧꯈꯠꯄ ꯌꯥꯍꯜꯂꯤ꯫ ꯕ꯭ꯂꯦꯛ ꯍꯣꯜ ꯍꯥꯏꯕꯁꯤ ꯁ꯭ꯄꯦꯁꯇ ꯂꯩꯕ ꯑꯁꯤꯒꯨꯝꯕ ꯑꯆꯧꯕꯥ ꯒ꯭ꯔꯦꯚꯤꯇꯤ ꯂꯩꯕ ꯂꯝꯗꯝ ꯑꯃꯅꯤ ꯃꯗꯨꯗꯤ ꯀꯔꯤꯒꯨꯝꯕ ꯑꯃꯠꯇ, ꯃꯉꯥꯜ ꯐꯥꯎꯕ, ꯊꯧꯗꯣꯛ ꯑꯃꯒꯤ ꯂꯝ ꯂꯥꯟꯊꯣꯛꯂꯕ ꯃꯇꯨꯡꯗ ꯃꯁꯤꯒꯤ ꯄꯨꯜꯗꯒꯤ ꯂꯥꯞꯊꯣꯛꯄ ꯉꯝꯗꯦ꯫ ꯃꯁꯤ ꯑꯆꯧꯕ ꯄꯣꯠꯁꯛ ꯑꯃꯅ ꯁꯤꯡꯒꯨꯂꯔꯤꯇꯤ ꯍꯥꯏꯅ ꯀꯧꯏ ꯌꯥꯝꯅ ꯅꯦꯝꯕ ꯑꯄꯤꯛꯄ ꯄꯣꯏꯟꯇ ꯑꯃꯗ ꯊꯨꯒꯥꯏꯕꯅ ꯃꯔꯝ ꯑꯣꯏꯗꯨꯅ ꯁ꯭ꯄꯦꯁꯇꯥꯏꯝꯒꯤ ꯋꯥꯔꯄꯤꯡꯗꯒꯤ ꯊꯣꯛꯏ꯫